ꯃꯤꯑꯣꯏ ꯑꯃꯕꯨ ꯎꯄꯥꯜ ꯑꯃꯒ ꯆꯥꯡꯗꯝꯅꯕ ꯑꯔꯤꯕ ꯃꯦꯇꯥꯐꯣꯔ ꯑꯍꯨꯝ ꯁꯦꯝꯒꯠꯄ꯫ ꯎꯄꯥꯜ ꯑꯃꯅ ꯃꯥꯂꯦꯝꯗ ꯆꯦꯠꯅ ꯂꯦꯞꯂꯤꯕ ꯑꯆꯦꯠꯄ ꯃꯔꯨꯁꯤꯡ ꯂꯩꯕꯒꯨꯝꯅꯥ, ꯃꯤꯑꯣꯏ ꯑꯃꯅꯥ ꯄꯨꯟꯁꯤꯗꯥ ꯂꯦꯞꯄ ꯂꯩꯇꯅ ꯊꯝꯂꯤꯕ ꯚꯦꯜꯌꯨꯁꯤꯡ ꯑꯃꯁꯨꯡ ꯊꯥꯖꯕꯁꯤꯡꯒꯤ ꯑꯆꯦꯠꯄ ꯌꯨꯝꯐꯝ ꯑꯃ ꯂꯩ꯫ ꯑꯇꯤꯌꯥꯗ ꯌꯧꯔꯛꯄ ꯎꯄꯥꯜ ꯑꯃꯒꯨꯝ, ꯆꯍꯤ ꯈꯨꯗꯤꯡꯒꯤ ꯍꯦꯟꯅ ꯋꯥꯡꯕ ꯑꯃꯁꯨꯡ ꯃꯄꯥꯡꯒꯜ ꯀꯟꯕꯥ ꯍꯦꯟꯒꯠꯂꯛꯂꯤꯕ ꯎꯄꯥꯜ ꯑꯃꯒꯨꯝ, ꯃꯤꯑꯣꯏ ꯑꯃꯅ ꯆꯍꯤ ꯌꯝꯈꯠꯂꯛꯄꯒ ꯂꯣꯏꯅꯅꯥ ꯍꯦꯟꯅ ꯂꯧꯁꯤꯡ ꯂꯩꯕ ꯑꯃꯁꯨꯡ ꯂꯥꯟꯊꯦꯡꯅꯕ ꯉꯝꯕ ꯍꯦꯟꯒꯠꯂꯛꯄ ꯑꯃꯁꯨꯡ ꯃꯁꯥꯅ ꯃꯁꯥꯕꯨ ꯐꯒꯠꯍꯟꯅꯕ ꯍꯣꯠꯅꯩ꯫ ꯎꯃꯪ ꯑꯃꯅꯥ ꯃꯍꯧꯁꯥꯒꯤ ꯅꯣꯡꯂꯩ-ꯅꯨꯡꯁꯤꯠꯁꯤꯡ ꯊꯦꯡꯅꯔꯛꯄꯒꯨꯝ, ꯀꯨꯞꯁꯤꯜꯂꯕ ꯑꯃꯁꯨꯡ ꯂꯥꯟꯊꯦꯡꯅꯔꯤꯕ ꯑꯗꯨꯕꯨ ꯀꯩꯗꯧꯉꯩꯗꯁꯨ ꯆꯦꯟꯊꯔꯛꯄ ꯃꯇꯝꯗꯥ ꯃꯤꯑꯣꯏ ꯑꯃꯁꯨ ꯄꯨꯟꯁꯤꯒꯤ ꯑꯋꯥꯕꯁꯤꯡ ꯊꯦꯡꯅꯕꯒꯤ ꯇꯧꯕꯥ ꯉꯝꯕꯁꯤꯡ ꯂꯩ, ꯑꯋꯥꯕ ꯇꯥꯔꯕ ꯃꯇꯝꯗ ꯂꯦꯞꯄ ꯂꯩꯇꯅ ꯑꯃꯁꯨꯡ ꯊꯨꯒꯥꯏꯗꯅ ꯂꯩꯔꯤ꯫ ꯕ꯭ꯂꯣꯒ ꯄꯣꯁ꯭ꯠ ꯑꯁꯤ ꯀꯅꯥꯅ ꯏꯈꯤꯕꯒꯦ? ꯌꯥꯎꯔꯤ꯫ ꯑꯦ. ꯑꯥꯏ. ꯒꯤ ꯂꯣꯜ ꯃꯣꯗꯦꯜ ꯑꯃ ꯑꯣꯏꯅ ꯑꯩꯒꯤ ꯕ꯭ꯂꯣꯒꯁꯤꯡ ꯑꯦꯛꯁꯦꯁ ꯇꯧꯕ ꯅꯠꯔꯒ ꯋꯦꯕ ꯄꯦꯖꯁꯤꯡ ꯕ꯭ꯔꯣꯎꯖ ꯇꯧꯕꯒꯤ ꯀꯦꯄꯦꯕꯤꯂꯤꯇꯤ ꯂꯩꯇꯦ, ꯃꯔꯝ ꯑꯗꯨꯅ ꯑꯀꯛꯅꯕ ꯕ꯭ꯂꯣꯒ ꯄꯣꯁ꯭ꯠ ꯑꯁꯤꯒꯤ ꯑꯣꯊꯣꯔꯤꯇꯤꯒꯤ ꯃꯇꯥꯡꯗ ꯏꯟꯐꯣꯔꯃꯦꯁꯟ ꯑꯃꯠꯇ ꯄꯤꯕ ꯉꯃꯗꯦ꯫ ꯍꯥꯏꯀꯨ ꯁꯩꯔꯦꯡ ꯑꯃ ꯁꯦꯝꯅꯕ ꯖꯤ. ꯄꯤ. ꯇꯤ. ꯒꯤ ꯃꯣꯗꯦꯜ ꯑꯃꯒꯤꯗꯃꯛ ꯏꯟꯁꯠ꯭ꯔꯛꯁꯟ ꯁꯦꯠ ꯑꯃ ꯗꯤꯖꯥꯏꯟ ꯇꯧꯕ꯫ ꯃꯣꯗꯦꯜ ꯑꯃ ꯁꯤꯖꯤꯟꯅꯗꯨꯅ ꯍꯥꯏꯀꯨ ꯁꯩꯔꯦꯡ ꯑꯃ ꯁꯦꯝꯅꯕꯒꯤ ꯁ꯭ꯇꯦꯞ-ꯕꯥꯏ-ꯁ꯭ꯇꯦꯞ ꯏꯅꯁ꯭ꯠꯔꯛꯁꯟꯁꯤꯡ ꯃꯈꯥꯗ ꯄꯤꯔꯤ: ꯃꯣꯗꯦꯜ ꯄꯦꯔꯥꯃꯤꯇꯔꯁꯤꯡ ꯁꯦꯠ ꯇꯧ: ꯍꯧꯗꯣꯛꯅꯕꯒꯤꯗꯃꯛ, ꯃꯣꯗꯦꯜꯒꯤ ꯄꯦꯔꯥꯃꯤꯇꯔꯁꯤꯡ ꯍꯥꯏꯕꯗꯤ ꯂꯝꯕꯤ, ꯁꯩꯔꯦꯡ ꯃꯁꯤꯡ, ꯑꯃꯁꯨꯡ ꯇꯦꯝꯄꯦꯔꯦꯆꯔ ꯁꯦꯠ ꯇꯧ꯫ ꯂꯝꯕꯤ ꯑꯁꯤ ꯃꯉꯥ- ꯇꯔ‌ꯦꯠ- ꯃꯉꯥ ꯒꯤ ꯂꯥꯏꯟ ꯑꯍꯨꯝꯗꯥ ꯈꯥꯏꯗꯣꯛꯇꯨꯅ ꯁꯤꯂꯦꯕꯜ ꯇꯔꯥꯇꯔ‌ꯦꯠ ꯇꯥ ꯁꯦꯠ ꯇꯧꯒꯗꯕꯅꯤ꯫ ꯊꯤꯝ ꯑꯁꯤꯕꯨ ꯁꯦꯝꯗꯣꯛꯄ: ꯍꯥꯏꯀꯨ ꯁꯩꯔꯦꯡꯁꯤꯡꯗ ꯑꯌꯥꯝꯕꯅ ꯃꯍꯧꯁꯥ, ꯔꯤꯇꯨ ꯅꯠꯇꯔꯒ ꯃꯍꯧꯁꯥꯒꯤ ꯃꯥꯂꯦꯝꯒꯤ ꯑꯇꯩ ꯃꯁꯛꯁꯤꯡꯗ ꯃꯤꯠꯌꯦꯡ ꯊꯝꯂꯤ꯫ ꯖꯤ. ꯄꯤ. ꯇꯤ. ꯒꯤ ꯃꯣꯗꯦꯜꯒꯤꯗꯃꯛ ꯑꯀꯛꯅꯕꯥ ꯊꯤꯝ ꯅꯠꯇꯔꯒ ꯀꯤ-ꯋꯥꯔꯗ ꯑꯃ ꯈꯟꯕꯅ ꯃꯗꯨꯒꯤ ꯃꯇꯥꯡꯗ ꯁꯩꯔꯦꯡ ꯑꯃ ꯁꯦꯝꯕꯥ ꯌꯥꯏ꯫ ꯇꯦꯛꯁ ꯖꯦꯅꯦꯔꯦꯠ ꯇꯧꯕꯥ: ꯂꯧꯊꯣꯛꯂꯕ ꯄꯦꯔꯥꯃꯤꯇꯔꯁꯤꯡ ꯑꯃꯁꯨꯡ ꯊꯤꯝ ꯁꯤꯖꯤꯟꯅꯗꯨꯅ ꯖꯤ. ꯄꯤ. ꯇꯤ. ꯒꯤ ꯃꯣꯗꯦꯜꯗꯒꯤ ꯇꯦꯛꯁ ꯖꯦꯅꯦꯔꯦꯠ ꯇꯧꯕ꯫ ꯑꯥꯎꯠꯄꯨꯠ ꯑꯗꯨ ꯔꯤꯐꯥꯏꯟꯅ ꯇꯧꯕꯥ: ꯍꯥꯏꯀꯨ ꯁꯩꯔꯦꯡꯁꯤꯡꯅꯥ ꯑꯀꯛꯅꯕꯥ ꯁꯤꯂꯦꯕꯜ ꯑꯃꯁꯨꯡ ꯂꯥꯏꯟ ꯁ꯭ꯇꯔꯛꯆꯔ ꯑꯃꯒꯤ ꯃꯇꯨꯡ ꯏꯟꯅ ꯆꯠꯂꯤ꯫ ꯖꯦꯅꯦꯔꯦꯠ ꯇꯧꯔꯕ ꯇꯦꯛꯁ ꯑꯗꯨ ꯇ꯭ꯔꯦꯗꯤꯁꯅꯦꯜ ꯃꯉꯥ- ꯇꯔ‌ꯦꯠ- ꯃꯉꯥ ꯁꯤꯂꯦꯕꯜ ꯁ꯭ꯇꯔꯛꯆꯔ ꯑꯗꯨꯒ ꯃꯟꯅꯅꯥ ꯁꯣꯏꯗꯅ ꯆꯠꯅꯕꯥ ꯔꯤꯚꯤꯌꯨ ꯇꯧ, ꯑꯃꯁꯨꯡ ꯀꯔꯤꯒꯨꯝꯕ ꯃꯊꯧ ꯇꯥꯔꯕꯗꯤ ꯔꯤꯚꯤꯖꯟ ꯇꯧ꯫ ꯁꯩꯔꯦꯡ ꯑꯗꯨ ꯐꯣꯔꯃꯦꯠ ꯇꯧꯕꯥ: ꯋꯥꯍꯩ ꯑꯗꯨ ꯁꯦꯝꯗꯣꯛ-ꯁꯦꯝꯖꯤꯟ ꯇꯧꯔꯕ ꯃꯇꯨꯡꯗ ꯁꯩꯔꯦꯡ ꯑꯗꯨ ꯂꯥꯏꯟ ꯑꯍꯨꯝꯗ ꯐꯣꯔꯃꯦꯠ ꯇꯧ, ꯑꯍꯥꯟꯕ ꯑꯃꯁꯨꯡ ꯑꯍꯨꯝꯁꯨꯕ ꯂꯥꯏꯟꯗ ꯁꯤꯂꯦꯕꯜ ꯃꯉꯥ ꯑꯃꯁꯨꯡ ꯑꯅꯤꯁꯨꯕ ꯂꯥꯏꯟꯗ ꯁꯤꯂꯦꯕꯜ ꯇꯔ‌ꯦꯠ ꯌꯥꯎꯏ꯫ ꯔꯤꯚꯤꯌꯨ ꯇꯧꯕ ꯑꯃꯁꯨꯡ ꯔꯤꯚꯥꯏꯁ ꯇꯧꯕ: ꯑꯔꯣꯏꯕ ꯍꯥꯏꯀꯨ ꯁꯩꯔꯦꯡ ꯑꯗꯨ ꯈꯟꯒꯠꯂꯕ ꯊꯤꯝ ꯑꯗꯨꯕꯨ ꯂꯧꯁꯤꯟꯕ ꯑꯃꯁꯨꯡ ꯃꯌꯦꯛ ꯁꯦꯡꯕꯥ ꯏꯃꯦꯖ ꯅꯠꯇꯔꯒ ꯏꯃꯣꯁꯟ ꯑꯃ ꯐꯣꯡꯗꯣꯛꯄ ꯉꯝꯅꯕ ꯑꯃꯨꯛ ꯍꯟꯅ ꯄꯥꯕꯤꯌꯨ꯫ ꯃꯊꯧ ꯇꯥꯕꯒꯤ ꯃꯇꯨꯡ ꯏꯟꯅ ꯑꯔꯣꯏꯕ ꯔꯤꯚꯤꯖꯟ ꯑꯃꯠꯇ ꯇꯧꯔꯣꯏꯗꯕꯅꯤ꯫ ꯍꯥꯏꯔꯤꯕ ꯏꯅꯁ꯭ꯠꯔꯛꯁꯟꯁꯤꯡ ꯑꯁꯤ ꯉꯥꯛꯅ ꯆꯠꯇꯨꯅ ꯖꯤ꯫